ꯀꯁꯇꯃꯔ ꯁꯔꯚꯤꯁꯀꯤꯗꯃꯛꯇꯥ ꯆꯦꯠꯕꯣꯠꯁꯤꯡ ꯁꯤꯖꯤꯟꯅꯕꯒꯤ ꯏꯐꯦꯛꯇꯤꯕꯅꯦꯁ ꯑꯗꯨ ꯑꯦꯅꯥꯂꯥꯏꯖ ꯇꯧꯕꯥ꯫ ꯀꯁꯇꯃꯔ ꯁꯔꯚꯤꯁꯀꯤꯗꯃꯛꯇꯥ ꯆꯦꯠꯕꯣꯠ ꯁꯤꯖꯤꯟꯅꯕꯥ ꯑꯁꯤ ꯍꯧꯈꯤꯕꯥ ꯆꯍꯤ ꯈꯔꯁꯤꯗꯥ ꯍꯦꯟꯅꯥ ꯃꯤꯌꯥꯝꯅ ꯄꯥꯝꯅꯕ ꯑꯣꯏꯔꯛꯂꯤ ꯑꯃꯁꯨꯡ ꯀꯁꯇꯃꯔꯁꯤꯡꯗꯥ ꯏꯐꯤꯁꯤꯑꯦꯟꯇ ꯑꯃꯁꯨꯡ ꯈꯨꯗꯛꯀꯤ ꯑꯣꯏꯕꯥ ꯁꯄꯣꯔꯠ ꯄꯤꯅꯕꯒꯤ ꯏꯐꯦꯛꯇꯤꯚ ꯑꯣꯏꯕ ꯃꯦꯊꯠ ꯑꯃꯥ ꯑꯣꯏꯅꯥ ꯄ꯭ꯔꯃꯥꯟ ꯇꯧꯔꯦ꯫ ꯆꯦꯠꯕꯣꯠ ꯑꯁꯤ ꯃꯤꯑꯣꯏꯕꯥ ꯌꯨꯖꯔꯁꯤꯡꯒ ꯋꯥꯔꯤ ꯁꯥꯅꯕ ꯁꯤꯃꯨꯂꯦꯠ ꯇꯧꯅꯕ ꯗꯤꯖꯥꯏꯟ ꯇꯧꯕꯥ ꯀꯝꯄ꯭ꯌꯨꯇꯔ ꯄ꯭ꯔꯣꯒ꯭ꯔꯥꯝꯁꯤꯡꯅꯤ, ꯃꯈꯣꯏꯗ ꯈꯨꯗꯛꯇ ꯃꯇꯦꯡ ꯑꯃꯁꯨꯡ ꯁꯄꯣꯔꯠ ꯄꯤ꯫ ꯃꯈꯣꯏ ꯑꯁꯤ ꯏ-ꯀꯃꯔꯁ, ꯍꯣꯁꯄꯤꯇꯥꯂꯤꯇꯤ, ꯑꯃꯁꯨꯡ ꯐꯥꯏꯅꯥꯟꯁꯤꯑꯦꯜ ꯁꯔꯚꯤꯁꯁꯤꯡꯒꯨꯝꯕꯥ ꯇꯣꯉꯥꯟ-ꯇꯣꯉꯥꯟꯕ ꯏꯟꯗꯁꯇ꯭ꯔꯤꯁꯤꯡꯗꯥ ꯃꯍꯧꯁꯥꯅ ꯑꯃꯁꯨꯡ ꯀꯁꯇꯃꯔꯁꯤꯡꯒꯤ ꯋꯥꯍꯪꯁꯤꯡ ꯃꯇꯝ ꯆꯥꯅ ꯑꯃꯁꯨꯡ ꯌꯥꯝꯅ ꯊꯨꯅꯥ ꯂꯣꯏꯁꯤꯟꯅꯕ ꯁꯤꯖꯤꯟꯅꯩ꯫ ꯀꯁꯇꯃꯔ ꯁꯔꯚꯤꯁꯀꯤꯗꯃꯛꯇꯥ ꯆꯦꯠꯕꯣꯠꯁꯤꯡ ꯁꯤꯖꯤꯟꯅꯕꯒꯤ ꯃꯔꯨꯑꯣꯏꯕ ꯀꯥꯟꯅꯕꯁꯤꯡꯒꯤ ꯃꯅꯨꯡꯗꯥ ꯑꯃꯗꯤ ꯃꯈꯣꯏ ꯑꯁꯤ ꯇ꯭ꯋꯦꯟꯇꯤ ꯐꯣꯔ ꯕꯥꯏ ꯁꯚꯦꯟ ꯐꯪꯕꯅꯤ꯫ ꯃꯁꯤꯅ ꯇꯥꯛꯄꯗꯤ ꯀꯁꯇꯃꯔꯁꯤꯡꯅꯥ ꯃꯈꯣꯏꯅ ꯃꯊꯧ ꯇꯥꯕ ꯃꯇꯦꯡ ꯑꯗꯨ ꯃꯈꯣꯏꯅ ꯃꯊꯧ ꯇꯥꯕꯥ ꯃꯇꯝ ꯈꯨꯗꯤꯡꯗ, ꯕꯤꯖꯤꯅꯦꯁꯀꯤ ꯃꯇꯝ ꯅꯠꯇ꯭ꯔꯒꯥ ꯀꯁꯇꯃꯔ ꯁꯔꯚꯤꯁꯀꯤ ꯃꯤꯍꯨꯠ ꯑꯃ ꯂꯥꯛꯄꯥ ꯃꯇꯝꯗꯥ ꯉꯥꯏꯗꯨꯅꯥ ꯂꯩꯕꯥ ꯌꯥꯏ꯫ ꯃꯁꯤꯅꯥ ꯀꯁꯇꯃꯔ ꯁꯦꯇꯤꯁꯐꯦꯛꯁꯟ ꯐꯒꯠꯍꯟꯕꯇ ꯅꯠꯇꯅꯥ ꯀꯁꯇꯃꯔ ꯁꯔꯕꯤꯁ ꯇꯤꯝꯁꯤꯡꯒꯤ ꯋꯥꯔꯛꯂꯣꯠꯁꯨ ꯍꯟꯊꯍꯜꯂꯤ꯫ ꯆꯦꯠꯕꯣꯠꯁꯤꯡꯅꯥ ꯃꯇꯝ ꯑꯃꯗ ꯀ꯭ꯕꯦꯔꯤ ꯀꯌꯥ ꯍꯦꯟꯗꯜ ꯇꯧꯕꯁꯨ ꯉꯝꯃꯤ, ꯃꯁꯤꯅꯥ ꯇꯥꯛꯄꯗꯤ ꯀꯁꯇꯃꯔꯁꯤꯡꯒꯤꯗꯃꯛꯇꯥ ꯃꯇꯝ ꯁꯥꯡꯅꯥ ꯉꯥꯏꯕꯒꯤ ꯃꯇꯝ ꯂꯩꯇꯦ꯫ ꯃꯈꯣꯏꯅ ꯀꯃꯟ ꯑꯣꯏꯕꯥ ꯋꯥꯍꯪꯁꯤꯡꯒꯤ ꯊꯨꯅ ꯑꯃꯁꯨꯡ ꯑꯆꯨꯝꯕꯥ ꯄꯥꯎꯈꯨꯝꯁꯤꯡ ꯄꯤꯕꯥ ꯉꯝꯃꯤ, ꯃꯁꯤꯅꯥ ꯀꯁꯇꯃꯔ ꯁꯔꯚꯤꯁꯀꯤ ꯃꯤꯍꯨꯠꯁꯤꯡꯕꯨ ꯃꯈꯣꯏꯒꯤ ꯄꯨꯛꯅꯤꯡ ꯆꯪꯕꯥ ꯃꯊꯧ ꯇꯥꯕꯥ ꯍꯦꯟꯅꯥ ꯀꯝꯄ꯭ꯂꯦꯛꯁ ꯑꯣꯏꯕꯥ ꯋꯥꯐꯝꯁꯤꯡꯗꯥ ꯃꯤꯠꯌꯦꯡ ꯊꯝꯅꯕꯥ ꯅꯤꯡꯇꯝꯕꯥ ꯄꯤ꯫ ꯃꯁꯤꯒꯤ ꯃꯊꯛꯇꯥ, ꯆꯦꯠꯕꯣꯠꯁꯤꯡ ꯑꯁꯤ ꯀꯁꯇꯃꯔꯁꯤꯡꯗꯥ ꯃꯈꯣꯏꯒꯤ ꯃꯃꯥꯡꯒꯤ ꯏꯟꯇꯔꯦꯛꯁꯟꯁꯤꯡ ꯅꯠꯇ꯭ꯔꯒꯥ ꯄꯔꯆꯦꯖ ꯍꯤꯁꯇꯔꯤꯗ ꯌꯨꯝꯐꯝ ꯑꯣꯏꯗꯨꯅꯥ ꯄꯔꯁꯣꯅꯦꯂꯥꯏꯖ ꯇꯧꯔꯕꯥ ꯔꯦꯁꯄꯣꯟꯁꯁꯤꯡ ꯄꯤꯅꯕꯥ ꯄ꯭ꯔꯣꯒ꯭ꯔꯥꯝ ꯇꯧꯕꯥ ꯌꯥꯏ꯫ ꯃꯁꯤꯅꯥ ꯀꯁꯇꯃꯔ ꯁꯔꯚꯤꯁꯇꯥ ꯍꯦꯟꯅꯥ ꯄꯥꯟꯗꯝ ꯊꯝꯂꯤꯕꯥ ꯑꯃꯁꯨꯡ ꯃꯤꯑꯣꯏ ꯑꯃꯝꯃꯝꯒꯤ ꯑꯣꯏꯕ ꯑꯦꯄꯔꯣꯁ ꯑꯃ ꯄꯤꯕꯥ ꯉꯝꯍꯜꯂꯤ, ꯃꯗꯨꯅꯥ ꯀꯁꯇꯃꯔ ꯑꯦꯛꯁꯄꯤꯔꯤꯌꯦꯟꯁ ꯑꯗꯨ ꯌꯥꯝꯅꯥ ꯐꯒꯠꯍꯟꯕ ꯉꯝꯒꯅꯤ꯫ ꯆꯦꯠꯕꯣꯠꯁꯤꯡꯒꯤ ꯑꯇꯣꯞꯄꯥ ꯀꯥꯟꯅꯕꯗꯤ ꯃꯈꯣꯏ ꯑꯁꯤ ꯇꯣꯉꯥꯟ-ꯇꯣꯉꯥꯟꯕ ꯀꯁꯇꯃꯔ ꯁꯔꯚꯤꯁ ꯆꯦꯅꯦꯜꯁꯤꯡ, ꯍꯥꯏꯕꯗꯤ ꯁꯣꯁꯤꯑꯦꯜ ꯃꯤꯗꯤꯌꯥ, ꯃꯦꯁꯦꯖꯤꯡ ꯑꯦꯞꯁꯤꯡ, ꯑꯃꯁꯨꯡ ꯋꯦꯕꯁꯥꯏꯠꯁꯤꯡꯒꯥ ꯂꯣꯏꯅꯅꯥ ꯏꯟꯇꯤꯒ꯭ꯔꯦꯠ ꯇꯧꯕꯥ ꯌꯥꯏ, ꯃꯁꯤꯅꯥ ꯀꯁꯇꯃꯔꯁꯤꯡꯗꯥ ꯇꯣꯉꯥꯟ-ꯇꯣꯉꯥꯟꯕ ꯄ꯭ꯂꯦꯠꯐꯣꯔꯝꯁꯤꯡꯗ ꯌꯥꯝꯅ ꯂꯥꯏꯅ ꯑꯃꯁꯨꯡ ꯂꯦꯞꯇꯅꯥ ꯑꯦꯛꯁꯄꯤꯔꯤꯌꯦꯟꯁ ꯑꯃꯥ ꯄꯤ꯫ ꯑꯄꯨꯟꯕꯥ ꯑꯣꯏꯅꯥ, ꯀꯁꯇꯃꯔ ꯁꯔꯚꯤꯁꯀꯤꯗꯃꯛꯇꯥ ꯆꯦꯠꯕꯣꯠꯁꯤꯡ ꯁꯤꯖꯤꯟꯅꯕꯥ ꯑꯁꯤ ꯀꯁꯇꯃꯔꯁꯤꯡꯗꯥ ꯏꯐꯤꯁꯤꯑꯦꯟ, ꯈꯨꯗꯛꯀꯤ ꯑꯣꯏꯕꯥ ꯑꯃꯁꯨꯡ ꯄꯔꯁꯣꯅꯦꯂꯥꯏꯖ ꯇꯧꯔꯕꯥ ꯁꯄꯣꯔꯠ ꯄꯤꯅꯕꯒꯤ ꯏꯐꯦꯛꯇꯤꯚ ꯑꯣꯏꯕꯥ ꯃꯦꯊꯠ ꯑꯃ ꯑꯣꯏꯅꯥ ꯄ꯭ꯔꯃꯥꯟ ꯇꯧꯈ꯭ꯔꯦ꯫ ꯃꯈꯣꯏꯅ ꯉꯥꯏꯕꯒꯤ ꯃꯇꯝ ꯍꯟꯊꯍꯟꯗꯨꯅꯥ, ꯀꯁꯇꯃꯔꯁꯤꯡꯒꯤ ꯅꯨꯡꯉꯥꯏꯕꯥ ꯍꯦꯟꯒꯠꯍꯟꯗꯨꯅ ꯑꯃꯁꯨꯡ ꯀꯁꯇꯃꯔ ꯁꯔꯕꯤꯁ ꯇꯤꯝꯁꯤꯡꯕꯨ ꯍꯦꯟꯅ ꯀꯝꯄ꯭ꯂꯦꯛꯁ ꯑꯣꯏꯕ ꯋꯥꯐꯝꯁꯤꯡꯗ ꯃꯤꯠꯌꯦꯡ ꯊꯝꯅꯕ ꯅꯤꯡꯇꯝꯕꯥ ꯄꯤꯗꯨꯅꯥ ꯀꯁꯇꯃꯔ ꯑꯃꯁꯨꯡ ꯕꯤꯖꯤꯅꯦꯁ ꯑꯅꯤꯃꯛꯇ ꯀꯥꯟꯅꯕꯥ ꯄꯤꯔꯤ꯫ ꯃꯈꯥꯗ ꯄꯤꯔꯤꯕꯥ ꯏꯟꯄꯨꯠ ꯑꯁꯤ ꯄꯤꯔꯒꯥ ꯑꯐꯕꯥ ꯄꯥꯎ ꯐꯥꯎꯗꯣꯛꯅꯕꯒꯤꯗꯃꯛ ꯅꯤꯌꯝ ꯑꯃ ꯁꯦꯝꯃꯨ꯫ ꯑꯐꯕꯥ ꯄꯥꯎ ꯐꯥꯎꯗꯣꯛ-ꯐꯥꯎꯖꯤꯟ ꯇꯧꯕꯗꯥ ꯃꯔꯨꯑꯣꯏꯕ ꯃꯁꯛ ꯀꯌꯥ ꯌꯥꯎꯏ ꯃꯗꯨꯒꯤ ꯃꯅꯨꯡꯗꯥ ꯃꯈꯥꯗ ꯄꯤꯔꯤꯕꯁꯤꯡꯁꯤ ꯌꯥꯎꯏ: ꯃꯌꯦꯛ ꯁꯦꯡꯕꯥ: ꯋꯥ ꯉꯥꯡꯕꯥ ꯅꯠꯇ꯭ꯔꯒꯥ ꯏꯕꯥ ꯃꯇꯝꯗ ꯃꯌꯦꯛ ꯁꯦꯡꯕꯥ, ꯊꯣꯏꯗꯣꯛꯄꯥ ꯑꯃꯁꯨꯡ ꯍꯛꯊꯦꯡꯅꯅꯥ ꯋꯥꯔꯤ-ꯋꯥꯇꯥꯏ ꯁꯥꯕꯥ ꯅꯠꯇ꯭ꯔꯒꯥ ꯋꯥꯈꯜ ꯅꯨꯡꯉꯥꯏꯇꯕ ꯂꯣꯜ ꯑꯃꯍꯦꯛꯇꯗꯒꯤ ꯂꯥꯞꯅꯥ ꯂꯩꯕꯥ꯫ ꯑꯦꯛꯇꯤꯞ ꯑꯣꯏꯅꯥ ꯇꯥꯕꯥ: ꯑꯇꯣꯞꯄꯁꯤꯡꯅꯥ ꯍꯥꯏꯔꯤꯕꯥ ꯋꯥꯐꯝꯁꯤꯡꯗꯥ ꯌꯥꯝꯅꯥ ꯀꯨꯞꯅꯥ ꯌꯦꯡꯁꯤꯟꯕꯤꯌꯨ, ꯃꯈꯣꯏꯒꯤ ꯋꯥꯈꯜꯂꯣꯟ ꯑꯗꯨ ꯈꯪꯅꯕ ꯍꯣꯠꯅꯕꯤꯌꯨ꯫ ꯏꯝꯄꯦꯊꯤ: ꯑꯇꯣꯞꯄꯒꯤ ꯋꯥꯈꯜ ꯑꯃꯁꯨꯡ ꯃꯤꯠꯌꯦꯡꯕꯨ ꯂꯧꯁꯤꯟꯕ ꯑꯃꯁꯨꯡ ꯌꯦꯡꯁꯤꯟꯕ꯫ ꯏꯀꯥꯏ ꯈꯨꯝꯅꯕꯥ: ꯏꯀꯥꯏ ꯈꯨꯝꯅꯅꯥ ꯋꯥ ꯉꯥꯡꯕꯥ ꯑꯃꯁꯨꯡ ꯊꯕꯛ ꯇꯧꯕꯥ, ꯑꯦꯒ꯭ꯔꯦꯁꯤꯚ ꯅꯠꯇꯔꯒꯥ ꯃꯤꯅꯨꯡꯁꯤ ꯂꯩꯇꯔꯕꯥ ꯂꯣꯜ ꯅꯠꯇꯔꯒꯥ ꯂꯝꯆꯠ-ꯁꯥꯖꯠ ꯑꯃꯍꯦꯛꯇꯗꯒꯤ ꯂꯥꯞꯅꯥ ꯂꯩꯌꯨ꯫ ꯚꯦꯂꯤꯗꯦꯠ ꯇꯧꯕꯥ: ꯑꯇꯣꯞꯄꯁꯤꯡꯕꯨ ꯃꯈꯣꯏꯒꯤ ꯋꯥꯈꯜꯂꯣꯟ ꯑꯃꯁꯨꯡ ꯐꯤꯚꯝꯁꯤꯡ ꯑꯗꯨ ꯅꯍꯥꯛꯀꯤ ꯋꯥꯈꯜꯂꯣꯟꯒ ꯈꯦꯠꯅꯔꯕꯁꯨ ꯌꯥꯗꯨꯅ ꯚꯦꯂꯤꯗꯦꯠ ꯇꯧꯕ꯫ ꯐꯤꯠꯕꯦꯛ ꯄꯨꯛꯅꯤꯡ ꯊꯧꯒꯠꯄ: ꯀꯟꯁꯇꯔꯛꯇꯤꯞ ꯀ꯭ꯔꯤꯇꯤꯁꯤꯖꯝꯗ ꯍꯥꯡꯗꯣꯛꯄꯥ, ꯑꯃꯨꯛꯇꯪ ꯋꯥꯔꯤ ꯁꯥꯟꯅꯕꯥ ꯑꯃꯁꯨꯡ ꯐꯤꯠꯕꯦꯛ ꯄꯨꯛꯅꯤꯡ ꯊꯧꯒꯠꯄꯥ꯫ ꯌꯥꯎꯕꯥ: ꯋꯥꯔꯤ-ꯋꯥꯇꯥꯏ ꯁꯥꯕꯥ ꯃꯇꯝꯗ ꯃꯤꯠꯌꯦꯡ ꯆꯪꯗꯨꯅꯥ ꯂꯩꯕꯥ ꯑꯃꯁꯨꯡ ꯌꯥꯎꯕ, ꯃꯤꯠꯌꯦꯡ ꯊꯝꯗꯕꯥ ꯅꯠꯇ꯭ꯔꯒꯥ ꯋꯥꯈꯜ ꯅꯨꯡꯉꯥꯏꯇꯕ ꯊꯤꯡꯕ꯫